ꯉꯥꯕꯨ ꯁꯃꯨꯗ꯭ꯔꯗꯥ ꯍꯤꯡꯍꯟꯕ ꯉꯝꯕꯥ ꯌꯥꯝꯗ꯭ꯔꯕꯗ ꯑꯦꯗꯞꯇꯦꯁꯟ ꯑꯍꯨꯝꯒꯤ ꯃꯃꯤꯡ ꯊꯣꯟꯕꯤꯌꯨ꯫ ꯒꯤꯜꯁ: ꯉꯥꯗꯥ ꯑꯦꯗꯞꯇꯦꯗ ꯒꯤꯜꯁꯤꯡ ꯂꯩ ꯃꯗꯨꯅ ꯃꯈꯣꯏꯕꯨ ꯁ꯭ꯋꯔ ꯍꯣꯟꯕꯗ ꯏꯁꯤꯡꯗꯒꯤ ꯑꯣꯛꯁꯤꯖꯦꯟ ꯂꯧꯊꯣꯛꯄꯥ ꯉꯝꯍꯜꯂꯤ꯫ ꯍꯥꯏꯔꯤꯕꯥ ꯑꯣꯔꯒꯥꯟꯁꯤꯡ ꯑꯁꯤꯅ ꯅꯦꯝꯕ ꯀꯟꯁꯦꯟꯇꯔꯦꯁꯟꯁꯤꯡꯗꯁꯨ ꯑꯣꯛꯁꯤꯖꯦꯟ ꯂꯧꯊꯣꯛꯄꯗꯥ ꯏꯐꯤꯁꯤꯌꯦꯟꯇ ꯑꯣꯏ, ꯃꯁꯤꯅꯥ ꯉꯥ ꯑꯁꯤ ꯇꯣꯉꯥꯟ ꯇꯣꯉꯥꯟꯕ ꯏꯁꯤꯡꯒꯤ ꯑꯀꯣꯏꯕꯁꯤꯡꯗ ꯍꯤꯡꯕ ꯉꯝꯍꯜꯂꯤ꯫ ꯐꯤꯟ ꯑꯃꯁꯨꯡ ꯁ꯭ꯇꯔꯤꯃꯂꯥꯏꯟ ꯑꯣꯏꯕ ꯍꯛꯆꯥꯡ: ꯉꯥ ꯃꯈꯜ ꯀꯌꯥꯅ ꯐꯤꯟ ꯑꯃꯁꯨꯡ ꯁ꯭ꯇꯔꯤꯝꯂꯥꯏꯟ ꯑꯣꯏꯕ ꯍꯛꯆꯥꯡꯒꯤ ꯃꯑꯣꯡ ꯑꯃꯥ ꯁꯦꯝꯒꯠꯂꯦ ꯃꯗꯨꯅꯥ ꯏꯐꯤꯁꯤꯌꯦꯟ ꯑꯣꯏꯅꯥ ꯂꯝꯍꯥꯡꯗꯥ ꯈꯣꯡ ꯍꯥꯝꯗꯅꯕ ꯍꯣꯠꯅꯔꯤ꯫ ꯐꯤꯟꯁꯤꯡ ꯑꯁꯤꯅ ꯉꯥꯕꯨ ꯌꯥꯡꯅ ꯑꯃꯁꯨꯡ ꯀꯟꯇꯔꯣꯜ ꯍꯦꯟꯅ ꯂꯩꯍꯟꯕꯗꯥ ꯃꯇꯦꯡ ꯄꯥꯡꯏ ꯑꯗꯨꯒ ꯁ꯭ꯇꯔꯤꯝꯂꯥꯏꯟ ꯇꯧꯔꯕ ꯍꯛꯆꯥꯡꯒꯤ ꯃꯑꯣꯡ ꯑꯁꯤꯅꯥ ꯏꯁꯤꯡ ꯇꯨꯡꯁꯤꯟꯕꯥ ꯍꯟꯊꯍꯜꯂꯤ, ꯃꯁꯤꯅ ꯉꯥꯕꯨ ꯏꯁꯤꯡꯒꯤ ꯃꯔꯛꯇ ꯊꯨꯅꯥ ꯆꯪꯁꯤꯟꯕꯥ ꯉꯝꯍꯜꯂꯤ꯫ ꯁ꯭ꯀꯦꯜ ꯑꯃꯁꯨꯡ ꯁ꯭ꯂꯥꯏꯝ: ꯃꯈꯣꯏ ꯃꯁꯥꯕꯨ ꯄ꯭ꯔꯤꯗꯦꯇꯔꯁꯤꯡ ꯑꯃꯁꯨꯡ ꯑꯀꯣꯏꯕꯗꯒꯤ ꯉꯥꯛꯊꯣꯛꯅꯕꯥ ꯉꯥꯅꯥ ꯃꯈꯣꯏꯒꯤ ꯈꯣꯡꯗꯥ ꯁ꯭ꯀꯦꯜꯁꯤꯡ ꯑꯃꯁꯨꯡ ꯁ꯭ꯂꯥꯏꯝꯒꯤ ꯂꯦꯌꯔ ꯑꯃꯥ ꯁꯦꯝꯒꯠꯂꯦ꯫ ꯁ꯭ꯀꯦꯜꯁꯤꯡꯅ ꯑꯁꯣꯛ-ꯑꯄꯟ ꯊꯣꯛꯍꯟꯗꯅꯕ ꯐꯤꯖꯤꯀꯦꯜ ꯕꯦꯔꯤꯌꯥꯔ ꯑꯃꯥ ꯄꯤꯔꯤ ꯑꯗꯨꯒ ꯁ꯭ꯂꯥꯏꯝ ꯂꯦꯌꯔꯅ ꯏꯟꯐꯦꯛꯁꯟ, ꯄꯦꯔꯥꯁꯥꯏꯠꯁꯤꯡꯗꯒꯤ ꯉꯥꯛꯊꯣꯛꯄ ꯉꯝꯍꯜꯂꯤ ꯑꯃꯁꯨꯡ ꯉꯥꯁꯤꯡꯅ ꯍꯦꯟꯅ ꯐꯖꯅ ꯇꯨꯝꯅꯕꯒꯤꯗꯃꯛ ꯐ꯭ꯔꯤꯛꯁꯟꯁꯨ ꯍꯟꯊꯍꯜꯂꯤ꯫ ꯄꯣꯠꯊꯣꯛ ꯑꯁꯤꯒꯤꯗꯃꯛꯇ ꯔꯤꯚꯤꯌꯨ ꯑꯃꯥ ꯏꯕꯤꯌꯨ꯫ ꯃꯁꯤꯒꯤ ꯄꯣꯠꯊꯣꯛ ꯑꯁꯤ ꯃꯤꯌꯥꯝꯅ ꯃꯈꯣꯏꯒꯤ ꯆꯥꯅꯕ ꯑꯃꯁꯨꯡ ꯆꯥꯅꯕ ꯊꯧꯔꯥꯡ ꯇꯧꯕꯗ ꯃꯇꯦꯡ ꯄꯥꯡꯂꯤꯕ ꯃꯣꯕꯥꯏꯜ ꯑꯦꯞ ꯑꯃꯅꯤ꯫ ꯑꯄꯨꯟꯕ ꯑꯣꯏꯅꯥ, ꯑꯦꯞ ꯑꯁꯤ ꯃꯈꯣꯏꯒꯤ ꯃꯤꯜ ꯄ꯭ꯂꯥꯅꯤꯡ ꯑꯃꯁꯨꯡ ꯗꯥꯏꯇꯤꯡꯒꯤ ꯃꯇꯥꯡꯗ ꯀꯟꯇꯔꯣꯜ ꯇꯧꯕꯥ ꯄꯥꯝꯂꯤꯕꯁꯤꯡꯒꯤꯗꯃꯛꯇ ꯑꯉꯛꯄꯥ ꯃꯑꯣꯡ ꯑꯃꯅꯤ꯫ ꯑꯦꯞ ꯑꯁꯤ ꯌꯨꯖꯔ ꯐ꯭ꯔꯦꯟꯗꯂꯤ ꯑꯃꯁꯨꯡ ꯏꯟꯇꯌꯨꯏꯇꯤꯕ ꯑꯣꯏ, ꯃꯁꯤꯗꯥ ꯅꯦꯚꯤꯒꯦꯁꯟ ꯑꯁꯤ ꯌꯥꯝꯅ ꯂꯥꯏꯕ ꯑꯣꯏꯍꯜꯂꯤꯕ ꯄꯨꯛꯅꯤꯡ ꯆꯤꯡꯁꯤꯟꯅꯤꯡꯉꯥꯏ ꯑꯣꯏꯕ ꯏꯟꯇꯔꯐꯦꯁ ꯑꯃꯥ ꯂꯩ꯫ ꯃꯁꯤ ꯃꯤꯜ ꯑꯃꯁꯨꯡ ꯗꯥꯏꯠ ꯄ꯭ꯂꯥꯟ ꯑꯃꯥ ꯁꯦꯝꯕꯗ ꯒꯥꯏꯗꯂꯥꯏꯟ ꯈꯔ ꯃꯊꯧ ꯇꯥꯕ ꯃꯤꯑꯣꯏꯁꯤꯡꯒꯤꯗꯃꯛ, ꯅꯠꯇꯔꯒ ꯑꯣꯔꯒꯥꯅꯥꯏꯖ ꯇꯧꯔꯕ ꯑꯃꯁꯨꯡ ꯂꯝꯕꯤꯗ ꯂꯩꯅꯕꯒꯤꯗꯃꯛꯇ ꯃꯇꯦꯡ ꯈꯛꯇꯃꯛ ꯃꯊꯧ ꯇꯥꯔꯤꯕꯥ ꯃꯤꯑꯣꯏꯁꯤꯡꯒꯤꯗꯃꯛꯇꯗꯤ ꯑꯆꯧꯕ ꯑꯃꯅꯤ꯫ ꯑꯦꯞ ꯑꯁꯤꯒꯤ ꯈ꯭ꯋꯥꯏꯗꯒꯤ ꯐꯕꯥ ꯋꯥꯐꯝ ꯑꯃꯗꯤ ꯃꯁꯤꯒꯤ ꯐ꯭ꯂꯦꯛꯁꯤꯕꯤꯂꯤꯇꯤ ꯑꯁꯤꯅꯤ꯫ ꯃꯁꯤꯅꯥ ꯚꯦꯒꯥꯟ, ꯀꯦꯇꯣ ꯑꯃꯁꯨꯡ ꯒ꯭ꯂꯨꯇꯦꯟ ꯐ꯭ꯔꯤ ꯗꯥꯏꯠꯁꯤꯡ ꯌꯥꯎꯅ ꯗꯥꯏꯑꯦꯇꯔꯤꯒꯤ ꯃꯊꯧ ꯇꯥꯕꯁꯤꯡ ꯑꯃꯁꯨꯡ ꯑꯄꯥꯝꯕꯁꯤꯡꯒꯤ ꯄꯥꯛ-ꯆꯥꯎꯔꯕ ꯔꯦꯟꯖ ꯑꯃꯥ ꯌꯥꯎꯕ ꯉꯝꯃꯤ꯫ ꯌꯨꯖꯔꯁꯤꯡꯅ ꯃꯈꯣꯏꯒꯤ ꯗꯥꯏꯑꯦꯇꯔꯤꯒꯤ ꯄꯥꯟꯗꯝꯁꯤꯡ ꯐꯖꯅ ꯁꯦꯠ ꯇꯧꯕ, ꯇ꯭ꯔꯦꯛ ꯇꯧꯕ ꯑꯃꯁꯨꯡ ꯐꯪꯕ ꯌꯥꯏ, ꯑꯃꯁꯨꯡ ꯏꯟ-ꯕꯤꯜꯗ ꯔꯦꯁꯤꯄꯤ ꯐꯪꯁꯟ ꯑꯁꯤꯅ ꯍꯛꯆꯥꯡ ꯐꯕꯥ ꯑꯃꯁꯨꯡ ꯃꯆꯤ ꯑꯣꯏꯕ ꯆꯤꯟꯖꯥꯛꯀꯤ ꯏꯟꯁꯄꯤꯔꯦꯁꯟ ꯄꯤꯔꯤ꯫ ꯁꯣꯄꯤꯡ ꯂꯤꯁ꯭ꯠ ꯑꯃꯁꯨꯡ ꯃꯤꯜ ꯄ꯭ꯔꯦꯞ ꯔꯤꯃꯥꯏꯟꯗꯔꯁꯤꯡ ꯑꯁꯤꯁꯨ ꯄ꯭ꯂꯥꯅꯤꯡ ꯑꯃꯁꯨꯡ ꯇ꯭ꯔꯦꯀꯤꯡꯒꯤ ꯁ꯭ꯇꯔꯦꯁ ꯍꯟꯊꯍꯜꯂꯤꯕꯥ ꯃꯇꯦꯡ ꯑꯣꯏꯕꯥ ꯐꯤꯆꯔꯁꯤꯡꯅꯤ꯫ ꯑꯦꯞ ꯑꯁꯤ ꯑꯅꯧꯕꯥ ꯐꯤꯆꯔꯁꯤꯡ ꯑꯃꯁꯨꯡ ꯑꯍꯣꯡꯕ ꯀꯌꯥꯒ ꯂꯣꯏꯅꯅꯥ ꯆꯥꯡ ꯅꯥꯏꯅ ꯑꯞꯗꯦꯠ ꯇꯧꯕꯁꯨ ꯌꯥꯏ꯫ ꯗꯤꯕꯦꯜꯄꯔꯁꯤꯡꯅꯥ ꯌꯨꯖꯔꯒꯤ ꯐꯤꯗꯕꯦꯛ ꯑꯗꯨ ꯕꯣꯔꯗꯇꯥ ꯂꯧꯏ, ꯑꯃꯁꯨꯡ ꯃꯈꯣꯏꯅꯥ ꯑꯆꯧꯕꯥ ꯁꯔꯕꯤꯁ ꯄꯤꯕꯗ ꯑꯃꯁꯨꯡ ꯃꯤꯌꯥꯝꯗ ꯃꯈꯣꯏꯒꯤ ꯍꯛꯁꯦꯜ ꯑꯃꯁꯨꯡ ꯌꯥꯏꯐ-ꯌꯨꯝꯕꯥꯜꯒꯤ ꯄꯥꯟꯗꯝꯁꯤꯡ ꯐꯪꯕꯗ ꯃꯇꯦꯡ ꯄꯥꯡꯕꯗꯥ ꯃꯤꯠꯌꯦꯡ ꯊꯝꯂꯤ ꯍꯥꯏꯕꯁꯤ ꯃꯌꯦꯛ ꯁꯦꯡꯏ꯫ ꯑꯄꯨꯟꯕ ꯑꯣꯏꯅ, ꯃꯈꯣꯏꯒꯤ ꯆꯥꯅꯕ ꯑꯃꯁꯨꯡ ꯗꯥꯏꯠ ꯀꯟꯇꯔꯣꯜ ꯇꯧꯅꯕꯒꯤ ꯏꯆꯝ ꯆꯝꯕꯥ ꯑꯗꯨꯕꯨ ꯏꯐꯦꯛꯇꯤꯕ ꯑꯣꯏꯕ ꯄꯥꯝꯕꯩ ꯑꯃꯥ ꯊꯤꯔꯤꯕ ꯃꯤꯑꯣꯏ ꯑꯃꯒꯤꯗꯃꯛ ꯑꯩꯍꯥꯛꯅ ꯑꯦꯞ ꯑꯁꯤ ꯁꯣꯏꯗꯅ ꯔꯤꯀꯃꯦꯟꯗ ꯇꯧꯒꯅꯤ꯫